ꯅꯨꯃꯤꯠ ꯑꯁꯤ ꯕꯪꯒ꯭ꯂꯥꯗꯦꯁ ꯑꯃꯁꯨꯡ ꯋꯦꯁ꯭ꯠ ꯕꯦꯡꯒꯥꯜꯗꯁꯨ ꯃꯤꯌꯥꯝꯒꯤ ꯁꯨꯇꯤ ꯑꯣꯏꯅꯥ ꯂꯧꯅꯔꯤ꯫ ꯊꯥꯛ ꯈꯨꯗꯤꯡꯃꯛꯀꯤ ꯕꯤꯖꯤꯅꯦꯁꯃꯦꯟꯁꯤꯡꯅꯥ ꯅꯨꯃꯤꯠ ꯑꯁꯤꯕꯨ ꯑꯅꯧꯕꯥ ꯕꯤꯖꯤꯅꯦꯁ ꯑꯃꯥ ꯍꯧꯗꯣꯛꯅꯕꯒꯤ ꯈꯨꯗꯣꯡꯆꯥꯕꯥ ꯑꯃꯥ ꯑꯣꯏꯅ ꯇꯔꯥꯝꯅ ꯑꯣꯛꯂꯤ꯫ ꯀꯨꯝꯃꯩ ꯑꯁꯤ ꯊꯧꯔꯝ ꯄꯔꯦꯡ ꯃꯦꯂꯥ ꯄꯟꯇꯚꯇꯥ ꯆꯥꯕ ꯍꯥꯂꯈꯥꯇꯥ ꯍꯥꯡꯗꯣꯛꯄꯥ ꯑꯁꯤꯅꯆꯤꯡꯕꯥ ꯇꯣꯉꯥꯟ ꯇꯣꯉꯥꯟꯕꯥ ꯊꯕꯛ ꯊꯧꯔꯝꯁꯤꯡꯒꯤ ꯈꯨꯠꯊꯥꯡꯗꯥ ꯄꯥꯡꯊꯣꯛꯏ꯫ ꯕꯦꯡꯒꯂꯤ ꯑꯅꯧꯕꯥ ꯆꯍꯤꯒꯤ ꯆꯠꯅꯕꯤꯒꯤ ꯑꯣꯏꯕꯥ ꯁꯨꯚꯦꯆ꯭ꯁꯥ ꯑꯁꯤ ꯁꯨꯚ ꯅꯕꯥꯕꯔꯁꯅꯤ꯫ ꯑꯅꯧꯕ ꯆꯍꯤꯒꯤ ꯃꯇꯝꯗ ꯕꯦꯡꯒ꯭ꯂꯥꯗꯦꯁꯇꯥ ꯃꯪꯒꯜ ꯁꯣꯚꯥꯖꯥꯠꯔꯥ ꯄꯥꯡꯊꯣꯛꯏ꯫ ꯕꯦꯡꯒꯥꯂꯤ ꯀꯦꯂꯦꯟꯗꯔꯒꯤ ꯃꯇꯨꯡ ꯏꯟꯅꯥ ꯍꯤꯖꯔꯤ ꯑꯃꯁꯨꯡ ꯈ꯭ꯔ꯭ꯤꯁꯇ꯭ꯌꯥꯟꯒꯤ ꯆꯍꯤꯒꯤ ꯃꯔꯛꯇꯥ ꯂꯩꯔꯤꯕ ꯃꯔꯨ ꯑꯣꯏꯕꯥ ꯈꯦꯠꯅꯕ ꯑꯁꯤ ꯍꯤꯖꯔꯤ ꯆꯍꯤ ꯑꯁꯤ ꯊꯥꯒꯤ ꯍꯤꯁꯥꯕꯅꯥ ꯂꯦꯞꯊꯣꯛꯏ ꯑꯗꯨꯒꯥ ꯈ꯭ꯔ꯭ꯤꯁꯇ꯭ꯌꯥꯟꯒꯤ ꯆꯍꯤ ꯑꯁꯤ ꯏꯟꯇꯔꯅꯦꯁꯅꯦꯜ ꯁ꯭ꯇꯦꯟꯗꯔꯗꯀꯤ ꯃꯇꯨꯡ ꯏꯟꯅꯥ ꯂꯦꯞꯊꯣꯛꯏ꯫ ꯃꯔꯝ ꯑꯁꯤꯅꯥ ꯍꯤꯖꯔꯤ ꯆꯍꯤꯗꯥ ꯑꯅꯧꯕꯥ ꯇꯥꯡ ꯑꯁꯤ ꯅꯨꯃꯤꯗꯥꯡꯒꯤ ꯑꯇꯤꯌꯥꯗꯥ ꯑꯅꯧꯕꯥ ꯊꯥ ꯎꯕꯥ ꯐꯪꯂꯕꯥ ꯃꯇꯨꯡꯗꯥ ꯍꯧꯏ ꯑꯃꯁꯨꯡ ꯈ꯭ꯔ꯭ꯤꯁꯇ꯭ꯌꯥꯟ ꯆꯍꯤꯗꯥ ꯑꯅꯧꯕ ꯅꯨꯃꯤꯠ ꯑꯁꯤ ꯕꯥꯔꯣ ꯗꯒꯤ ꯍꯧꯏ꯫ ꯄꯣꯍꯦꯂꯥ ꯕꯥꯏꯁꯥꯈ ꯑꯁꯤ ꯑꯌꯨꯛꯀꯤ ꯄꯨꯡ ꯕꯥꯔꯣꯗꯒꯤ ꯍꯧꯔꯒꯥ ꯅꯨꯃꯤꯠ ꯊꯣꯛꯄꯥ ꯃꯇꯝꯗꯥ ꯍꯧꯒꯗꯕꯔꯥ ꯍꯥꯏꯕꯒꯤ ꯃꯇꯥꯡꯗꯥ ꯋꯥꯈꯜꯂꯣꯟ ꯈꯦꯟꯅꯕꯥ ꯂꯩ꯫ ꯇ꯭ꯔꯦꯗꯤꯁꯅꯦꯜ ꯕꯦꯡꯒꯂꯤ ꯗꯦ ꯀꯥꯎꯟꯇ ꯇꯧꯕꯒꯤ ꯁꯤꯁ꯭ꯇꯦꯝ ꯑꯁꯤ ꯅꯨꯃꯤꯠ ꯊꯣꯛꯄꯗ ꯌꯨꯝꯐꯝ ꯑꯣꯏꯔꯕꯁꯨ ꯕꯥꯡꯂꯥ ꯑꯦꯀꯥꯗꯦꯃꯤꯅꯥ ꯃꯁꯤꯒꯤ ꯅꯤꯌꯝ ꯑꯁꯤ ꯕꯤ. ꯏ. ꯑꯃꯁꯨꯡ ꯏꯟꯇꯔꯅꯦꯁꯅꯦꯜ ꯄ꯭ꯔꯦꯛꯇꯤꯁꯀꯤ ꯃꯇꯨꯡ ꯏꯟꯅꯥ ꯆꯠꯅꯕ ꯑꯌꯨꯛ ꯄꯨꯡ ꯕꯥꯔꯣꯗꯥ ꯅꯨꯃꯤꯠ ꯀꯥꯎꯟꯇ ꯇꯧꯕꯒꯤ ꯁꯤꯁ꯭ꯇꯦꯝ ꯍꯧꯕꯒꯤ ꯅꯤꯌꯝ ꯆꯠꯅꯍꯟꯈꯤ꯫ ꯄꯥꯍꯦꯂꯥ ꯕꯥꯏꯁꯥꯈ ꯕꯦꯡꯒꯥꯂꯤ ꯑꯅꯧꯕꯥ ꯆꯍꯤꯒꯤ ꯊꯧꯔꯝꯗꯥ ꯍꯤꯜꯁꯥ ꯉꯥ ꯇꯣꯉꯥꯟ ꯇꯣꯉꯥꯟꯕꯥ ꯃꯈꯜꯒꯤ ꯁ꯭ꯇꯐ ꯑꯃꯁꯨꯡ ꯒ꯭ꯔꯤꯟ ꯆꯤꯂꯤꯁꯤꯡ ꯄꯟꯇꯥ ꯆꯦꯡꯒꯥ ꯂꯣꯏꯅꯅꯥ ꯄꯤꯖꯔꯤ꯫